ꯑꯄꯤꯛꯄ ꯕꯤꯖꯤꯅꯦꯁꯁꯤꯡꯅ ꯋꯦꯕꯁꯥꯏꯠ ꯑꯃ ꯃꯊꯧ ꯇꯥꯕꯒꯤ ꯃꯔꯨꯑꯣꯏꯕꯥ ꯃꯔꯝꯁꯤꯡ ꯑꯗꯨ ꯁꯟꯗꯣꯛꯅ ꯇꯥꯛꯄꯤꯌꯨ꯫ ꯑꯄꯤꯛꯄ ꯕꯤꯖꯤꯅꯦꯁ ꯑꯃꯅꯥ ꯑꯣꯟꯂꯥꯏꯟ ꯄ꯭ꯔꯦꯖꯦꯟꯁ ꯑꯃꯥ ꯂꯤꯡꯈꯠꯅꯕꯥ, ꯄꯥꯛ ꯆꯥꯎꯔꯕꯥ ꯑꯣꯗꯤꯑꯣ ꯑꯃꯥ ꯄꯨꯛꯅꯤꯡ ꯆꯤꯡꯁꯤꯟꯅꯕꯥ ꯑꯃꯁꯨꯡ ꯃꯈꯣꯏꯒꯤ ꯐꯤꯖꯤꯀꯦꯜ ꯂꯣꯀꯦꯁꯟꯒꯤ ꯃꯄꯥꯟꯗ ꯀ꯭ꯁꯇꯃꯔꯁꯤꯡꯗ ꯌꯧꯍꯟꯅꯕ, ꯃꯈꯣꯏꯒꯤ ꯕ꯭ꯔꯥꯟꯗꯗ ꯊꯥꯖꯕ ꯑꯃꯁꯨꯡ ꯊꯥꯖꯕ ꯍꯦꯡꯒꯠꯍꯟꯅꯕ, ꯃꯈꯣꯏꯒꯤ ꯄꯣꯠꯊꯣꯛꯁꯤꯡ ꯑꯃꯁꯨꯡ ꯁꯔꯕꯤꯁꯁꯤꯡꯒꯤ ꯃꯇꯥꯡꯗ ꯏꯅꯐꯣꯔꯃꯦꯁꯟ ꯐꯖꯅꯥ ꯐꯪꯅꯕꯥ ꯄ꯭ꯂꯦꯠꯐ꯭ꯣꯔꯝ ꯑꯃ ꯄꯤꯅꯕ, ꯃꯈꯣꯏꯒꯤ ꯀ꯭ꯁꯇꯃꯔ ꯑꯦꯛꯁꯄꯤꯔꯤꯑꯦꯟꯁ ꯐꯒꯠꯍꯟꯅꯕ ꯋꯦꯕꯁꯥꯏꯠ ꯑꯃꯥ ꯃꯊꯧ ꯇꯥꯏ꯫, ꯂꯣꯏꯅꯅ ꯔꯤꯑꯦꯜ-ꯇꯥꯏꯝ ꯀꯝꯃ꯭ꯌꯨꯅꯤꯀꯦꯁꯟ ꯃꯦꯊꯠꯁꯤꯡ ꯁꯤꯖꯤꯟꯅꯗꯨꯅ ꯀ꯭ꯁꯇꯃꯔꯁꯤꯡꯒꯥ ꯂꯣꯏꯅꯅ ꯑꯦꯡꯒꯦꯖ ꯇꯧꯕ ꯑꯃꯁꯨꯡ ꯏꯟꯇꯔꯦꯛ ꯇꯧꯕꯥ꯫ ꯑꯄꯨꯟꯕ ꯑꯣꯏꯅ ꯌꯥꯝꯅ ꯐꯖꯅ ꯗꯤꯖꯥꯏꯟ ꯇꯧꯔꯕ ꯋꯦꯕꯁꯥꯏꯠ ꯑꯃꯅ ꯑꯄꯤꯛꯄ ꯕꯤꯖꯤꯅꯦꯁꯁꯤꯡꯕꯨ ꯃꯈꯣꯏꯒꯤ ꯏꯟꯗꯁ꯭ꯇꯔꯤꯁꯤꯡꯒꯤ ꯃꯅꯨꯡꯗꯥ ꯀꯝꯄꯤꯇꯤꯇꯤꯕ ꯑꯣꯏꯅꯥ ꯂꯩꯕꯗꯥ ꯃꯇꯦꯡ ꯄꯥꯡꯕꯥ ꯉꯝꯒꯅꯤ ꯑꯃꯁꯨꯡ ꯃꯈꯣꯏꯒꯤ ꯃꯇꯝ ꯁꯥꯡꯅꯥ ꯃꯥꯏꯄꯥꯛꯄꯥ ꯑꯗꯨ ꯁꯣꯏꯗꯅꯥ ꯐꯪꯍꯟꯕꯥ ꯉꯝꯒꯅꯤ꯫ ꯑꯗꯨꯝ ꯑꯣꯏꯅꯃꯛ, ꯃꯁꯤ ꯌꯥꯝꯅꯥ ꯃꯔꯨꯑꯣꯏꯅꯥ ꯈꯪꯖꯤꯟꯕ ꯌꯥꯏ ꯃꯗꯨꯗꯤ ꯀꯦꯂꯤꯐꯣꯔꯅꯤꯌꯥꯗꯥ ꯄ꯭ꯔꯣꯒ꯭ꯔꯦꯁꯤꯚ ꯇꯦꯛꯁ ꯁꯤꯁꯇꯦꯝ ꯑꯃ ꯂꯩ, ꯃꯁꯤꯅꯥ ꯇꯥꯀꯄꯗꯤ ꯇꯦꯛꯁ ꯊꯤꯒꯗꯕꯥ ꯏꯅꯀꯝ ꯍꯦꯡꯒꯠꯂꯛꯄꯒꯥ ꯂꯣꯏꯅꯅ ꯇꯦꯛꯁꯀꯤ ꯆꯥꯗ ꯍꯦꯡꯒꯠꯂꯛꯏ, ꯑꯃꯁꯨꯡ ꯃꯈꯣꯏꯒꯤ ꯏꯐꯦꯛꯇꯤꯕ ꯇꯦꯛꯁ ꯔꯦꯠ ꯑꯁꯤ ꯃꯈꯣꯏꯅ ꯌꯥꯎꯔꯤꯕ ꯈ꯭ꯋꯥꯏꯗꯒꯤ ꯋꯥꯡꯕ ꯕ꯭ꯔꯦꯀꯦꯠꯇꯒꯤ ꯍꯦꯟꯅ ꯅꯦꯝꯂꯒꯅꯤ꯫ ꯔꯥꯖ꯭ꯌꯒꯤ ꯇꯦꯛꯁꯁꯤꯡ ꯑꯁꯤ ꯑꯄꯨꯟꯕꯥ ꯇꯦꯛꯁ ꯂꯥꯏꯑꯦꯕꯤꯂꯤꯇꯤꯒꯤ ꯁꯔꯨꯛ ꯈꯛꯇꯅꯤ, ꯑꯃꯁꯨꯡ ꯐꯦꯗꯔꯦꯜ ꯇꯦꯛꯁꯁꯤꯡꯒꯥ ꯂꯣꯏꯅꯅꯥ ꯁꯣꯁꯤꯑꯦꯜ ꯁꯦꯛꯌꯨꯔꯤꯇꯤ ꯑꯃꯁꯨꯡ ꯃꯦꯗꯤꯀꯦꯜ ꯇꯦꯛꯁꯁꯤꯡꯁꯨ ꯆꯠꯉꯅꯤ꯫ ꯏꯝꯄ꯭ꯂꯣꯌꯤ ꯑꯗꯨꯅꯥ ꯇꯦꯛꯁ ꯄ꯭ꯔꯣꯐꯦꯁꯅꯦꯜ ꯑꯃꯒꯥ ꯇꯥꯟꯒꯗꯕꯅꯤ ꯅꯠꯇꯔꯒ ꯃꯈꯣꯏꯒꯤ ꯇꯦꯛꯁ ꯔꯦꯠ ꯑꯃꯁꯨꯡ ꯂꯥꯏꯑꯦꯕꯤꯂꯤꯇꯤ ꯑꯗꯨ ꯑꯆꯨꯝꯕꯥ ꯃꯑꯣꯡꯗꯥ ꯂꯦꯞꯊꯣꯛꯅꯕꯥ ꯇꯦꯛꯁ ꯄ꯭ꯔꯦꯄꯥꯔꯦꯁꯟ ꯁꯣꯐꯠꯋꯥꯌꯔ ꯁꯤꯖꯤꯟꯉꯗꯕꯅꯤ꯫ ꯁꯍꯔ ꯑꯃꯗ ꯀ꯭ꯔꯥꯏꯝꯒꯥ ꯃꯔꯤ ꯂꯩꯅꯕ ꯄꯣꯇꯦꯟꯁꯤꯑꯦꯜ ꯏꯟꯐ꯭ꯂꯨꯑꯦꯟꯖ ꯐꯦꯛꯇꯔꯁꯤꯡꯒꯤ ꯂꯤꯁ꯭ꯠ ꯑꯃ ꯁꯦꯝꯕ꯫ ꯂꯥꯏꯔꯕ ꯑꯃꯁꯨꯡ ꯁꯦꯟꯃꯤꯠꯂꯣꯒꯤ ꯃꯥꯟꯅꯕꯥ ꯂꯩꯇꯕꯥ ꯊꯕꯛ ꯐꯪꯗꯕꯥ ꯅꯠꯇꯔꯒ ꯊꯕꯛꯀꯤ ꯈꯨꯗꯣꯡꯆꯥꯕꯥ ꯐꯪꯗꯕꯥ ꯑꯦꯖꯨꯀꯦꯁꯟ ꯁꯤꯁ꯭ꯇꯦꯝ ꯐꯠꯇꯕꯥ ꯑꯃꯁꯨꯡ ꯃꯍꯩ-ꯃꯁꯤꯡ ꯇꯝꯕꯥ ꯉꯝꯗꯕꯥ ꯈꯦꯟꯅꯕꯥ ꯑꯃꯁꯨꯡ ꯈꯨꯟꯅꯥꯏꯒꯤ ꯑꯣꯏꯕꯥ ꯈꯦꯠꯅꯕꯥ ꯏꯃꯨꯡ-ꯃꯅꯨꯡ ꯑꯃꯁꯨꯡ ꯀꯝꯌꯨꯅꯤꯇꯤ ꯁꯣꯛꯍꯜꯂꯕꯥ ꯃꯇꯤꯛ ꯆꯥꯗꯕꯥ ꯄꯨꯂꯤꯁꯤꯡ ꯑꯃꯁꯨꯡ ꯀ꯭ꯔꯤꯃꯤꯅꯦꯜ ꯖꯁ꯭ꯇꯤꯁ ꯁꯤꯁꯇꯦꯝ ꯈꯨꯟꯅꯥꯏꯒꯤ ꯑꯣꯏꯕ꯫ ꯁꯄꯣꯔꯠ ꯑꯃꯁꯨꯡ ꯄ꯭ꯔꯤꯚꯦꯟꯇꯤꯚ ꯈꯣꯡꯊꯥꯡꯁꯤꯡ ꯗ꯭ꯔꯒ ꯑꯃꯁꯨꯡ ꯌꯨ ꯊꯛꯄꯥ ꯒꯦꯡ ꯅꯠꯇꯔꯒ ꯑꯣꯔꯒꯥꯅꯥꯏꯖꯗ ꯀ꯭ꯔꯥꯏꯝ ꯂꯩꯕꯥ ꯈꯨꯠꯂꯥꯏꯁꯤꯡ ꯂꯩꯕꯥ ꯃꯤꯁꯤꯡ ꯌꯥꯝꯅꯥ ꯂꯩꯕꯥ ꯑꯃꯁꯨꯡ ꯑꯔꯕꯥꯅꯥꯏꯖꯦꯁꯟ ꯃꯥꯏꯒ꯭ꯔꯦꯁꯟꯒꯤ ꯑꯋꯥꯡꯕ ꯊꯥꯛ, ꯑꯥꯏꯒꯤ ꯑꯣꯏꯕꯥ ꯑꯃꯁꯨꯡ ꯑꯥꯏꯟꯅꯥ ꯌꯥꯗꯕꯥ ꯑꯅꯤꯃꯛ ꯔꯥꯖꯅꯤꯇꯤꯒꯤ ꯑꯣꯏꯕꯥ ꯇꯪꯗꯨ ꯂꯩꯇꯥꯗꯕ ꯅꯠꯇꯔꯒ ꯁꯦꯟꯖꯥ-ꯊꯨꯃꯖꯥ ꯋꯥꯠꯄ ꯅꯠꯇꯔꯒ ꯏꯐꯦꯛꯇꯤꯕ ꯑꯣꯏꯗꯕ ꯁꯔꯀꯥꯔꯒꯤ ꯄꯣꯂꯤꯁꯤꯁꯤꯡ ꯀ꯭ꯔꯥꯏꯃꯒꯤ ꯃꯇꯥꯡꯗ ꯄꯨꯋꯥꯔꯤꯒꯤ ꯑꯣꯏꯕꯥ ꯃꯑꯣꯡꯁꯤꯡ ꯑꯃꯁꯨꯡ ꯀꯜꯆꯔꯦꯜꯒꯤ ꯑꯣꯏꯕ ꯋꯥꯈꯜꯂꯣꯅꯁꯤꯡ꯫ ꯃꯥꯂꯦꯝꯒꯤ ꯈ꯭ꯋꯥꯏꯗꯒꯤ ꯋꯥꯡꯕ ꯇꯨꯔꯦꯜ ꯃꯉꯥ ꯒꯤ ꯂꯤꯁ꯭ꯠ ꯑꯃ ꯊꯤꯕꯤꯌꯨ꯫ ꯍꯥꯏꯗ꯭ꯔꯣꯄꯥꯋꯔ ꯖꯦꯅꯦꯔꯦꯁꯟꯒꯤ ꯊꯧꯑꯣꯡ ꯑꯁꯤ ꯋꯥꯍꯩ ꯈꯔꯈꯛꯇꯗ ꯐꯣꯡꯗꯣꯛꯄꯤꯌꯨ꯫ ꯍꯥꯏꯗ꯭ꯔꯣꯏꯂꯦꯛꯠꯔꯤꯛ ꯄꯥꯋꯔ ꯍꯥꯏꯅ ꯈꯪꯅꯕꯥ ꯍꯥꯏꯗ꯭ꯔꯣꯄꯥꯋꯔ ꯖꯦꯅꯦꯔꯦꯁꯟ ꯍꯥꯏꯕꯁꯤ ꯆꯠꯊꯣꯛ-ꯆꯠꯁꯤꯟ ꯇꯧꯕꯥ ꯏꯁꯤꯡꯒꯤ ꯏꯅꯔꯖꯤ ꯁꯤꯖꯤꯟꯅꯗꯨꯅꯥ ꯃꯩ ꯄꯨꯊꯣꯛꯄꯒꯤ ꯊꯧꯑꯣꯡꯅꯤ꯫ ꯃꯍꯧꯁꯥꯅ, ꯏꯁꯤꯡ ꯑꯁꯤ ꯗꯥꯝ ꯅꯠꯈꯔꯒ ꯔꯤꯖꯔꯚꯔ ꯑꯃꯗ ꯊꯃꯖꯤꯜꯂꯤ, ꯑꯃꯁꯨꯡ ꯃꯗꯨꯒꯤ ꯃꯇꯨꯡꯗꯥ ꯇꯔꯕꯥꯏꯟ ꯑꯃꯒꯤ ꯈꯨꯠꯊꯥꯡꯗ ꯆꯦꯟꯊꯈꯤꯗꯨꯅ ꯏꯂꯦꯛꯇꯔꯤꯛ ꯖꯦꯅꯦꯔꯦꯇꯔ ꯑꯃꯗ ꯆꯦꯟꯊꯈꯤꯗꯨꯅꯥ ꯄꯥꯋꯔ ꯄꯤ꯫ ꯃꯗꯨꯒꯤ ꯃꯇꯨꯡꯗꯥ ꯄꯨꯊꯣꯛꯄ ꯏꯅꯔꯖꯤ ꯑꯗꯨ ꯄꯥꯋꯔ ꯂꯥꯏꯟꯁꯤꯡꯒꯤ ꯈꯨꯠꯊꯥꯡꯗ ꯌꯨꯝꯁꯤꯡ ꯑꯃꯁꯨꯡ ꯂꯂꯣꯟ-ꯏꯇꯤꯛꯀꯤ ꯊꯕꯖꯁꯤꯡꯗꯥ ꯊꯥꯏ꯫ ꯃꯩ ꯄꯨꯊꯣꯛꯄꯒꯤ ꯆꯥꯡ ꯑꯁꯤ ꯇꯔꯕꯥꯏꯉꯤ ꯁꯥꯏꯖ ꯑꯃꯁꯨꯡ ꯏꯁꯤꯡꯒꯤ ꯈꯣꯡꯖꯦꯂꯒꯤ ꯚꯣꯜꯌꯨꯝ ꯑꯃꯁꯨꯡ ꯈꯣꯡꯖꯦꯂꯒꯤ ꯃꯈꯥ ꯄꯣꯜꯂꯤ꯫